ꯃꯆꯥꯈꯥꯏꯕꯁꯅꯥꯃꯍꯤ ꯂꯥꯏꯅꯤꯡꯒꯤ ꯃꯅꯨꯡꯗ ꯂꯩꯕ ꯈꯣꯌꯨꯝ ꯂꯥꯏꯒꯤ ꯃꯤꯡꯂꯦꯟꯁꯤꯡ ꯈꯝꯕ ꯊꯣꯢꯕꯤ ꯑꯁꯤ ꯃꯣꯢꯔꯥꯡ ꯀꯪꯂꯩꯔꯣꯜꯒꯤ ꯁꯥꯢꯑꯣꯟ ꯂꯥꯡꯑꯣꯟ ꯇꯔꯦꯠꯀꯤ ꯃꯅꯨꯡꯗ ꯑꯔꯣꯢꯕ ꯑꯣꯢꯔꯤꯕ ꯈꯨꯃꯟ ꯈꯝꯕ ꯑꯃꯗꯤ ꯃꯣꯏꯔꯥꯡ ꯊꯣꯏꯕꯤꯒꯤ ꯅꯨꯡꯁꯤ ꯋꯥꯔꯤꯗ ꯌꯨꯝꯐꯝ ꯑꯣꯏꯕ ꯃꯤꯇꯩꯂꯣꯟꯒꯤ ꯁꯩꯔꯦꯡ ꯂꯤꯁꯤꯡ ꯂꯤꯁꯥꯡ ꯑꯃꯅꯤ꯫ ꯁꯩꯔꯦꯡ ꯑꯁꯤ ꯁꯃꯨꯔꯧ ꯈꯨꯜꯂꯦꯟꯒꯤ ꯍꯤꯖꯝ ꯑꯉꯥꯡꯍꯜꯅ ꯏꯕꯅꯤ꯫ ꯚꯤꯃꯥꯜ ꯔꯥꯢꯅꯥ ꯏꯪꯂꯤꯁ ꯂꯣꯟꯗ ꯍꯟꯗꯣꯛꯂꯕ ꯈꯝꯕ ꯊꯣꯏꯕꯤ ꯁꯩꯔꯦꯡꯒꯤ ꯂꯥꯢꯔꯤꯛ ꯃꯈꯨꯝ ꯂꯣꯏ ꯀꯥꯕ ꯄꯨꯋꯥꯔꯤ ꯈꯝꯕ ꯊꯣꯢꯕꯤ ꯁꯩꯔꯦꯡ ꯑꯁꯤ ꯁꯃꯨꯔꯧꯒꯤ ꯁꯩꯔꯦꯡꯕ ꯍꯤꯖꯝ ꯑꯉꯥꯡꯍꯜꯅ ꯏꯕꯅꯤ꯫ ꯁꯩꯔꯦꯡ ꯑꯁꯤ ꯏꯗ꯭ꯔꯤꯉꯩꯗ ꯊꯥꯢꯅꯒꯤ ꯀꯦꯀꯦ ꯃꯣꯢꯂꯥꯡ ꯀꯦꯒꯦ ꯃꯣꯢꯔꯥꯡ ꯂꯩꯄꯥꯛꯇ ꯋꯥꯔꯤꯁꯤ ꯈꯨꯅꯨꯡ ꯏꯁꯩꯒꯤ ꯁꯛꯂꯣꯟꯗ ꯁꯛꯅ ꯁꯣꯟꯅꯔꯝꯢ꯫ ꯑꯗꯨꯕꯨ ꯑꯉꯥꯡꯍꯜꯒꯤ ꯃꯩꯇꯩꯂꯣꯟꯒꯤ ꯂꯣꯢꯅꯁꯤꯟꯂꯣꯟꯗ ꯇꯦꯡꯕꯥꯡꯁꯤꯒꯤ ꯃꯇꯨꯡꯗꯒꯤꯗꯤ ꯋꯥꯔꯤꯁꯤ ꯃꯃꯤꯡ ꯆꯠꯄ ꯈꯪꯍꯦꯟ ꯍꯦꯟꯒꯠꯂꯛꯈꯤ꯫ ꯁꯝꯂꯞꯄ ꯋꯥꯔꯤ ꯄꯨꯔꯦꯝꯕ ꯁꯤꯈꯤꯕ ꯈꯝꯕꯒꯤ ꯃꯄꯥꯕꯨ ꯄꯨꯔꯦꯝꯕꯅ ꯈꯝꯕ ꯄꯣꯛꯄꯗ ꯍꯔꯥꯎꯃꯟꯕꯗꯒꯤ ꯂꯥꯟꯒꯤ ꯄꯨꯡ ꯌꯩꯔꯨꯕꯒꯤꯗꯃꯛ ꯄꯨꯔꯦꯝꯕ ꯅꯣꯡꯒꯥꯈꯤ꯫ ꯈꯝꯕꯒꯤ ꯄꯨꯟꯁꯤ ꯈꯨꯃꯟ ꯈꯝꯕ ꯑꯁꯤ ꯄꯤꯛꯂꯤꯉꯩꯗꯒꯤ ꯍꯧꯅ ꯄꯨ ꯄꯥꯡ ꯁꯨꯗꯕ ꯂꯝꯖꯥ ꯁꯔꯥ ꯑꯣꯢꯅ ꯆꯥꯎꯔꯛꯏ꯫ ꯃꯍꯥꯛꯀꯤ ꯃꯆꯦꯝ ꯈꯝꯅꯨꯅ ꯃꯍꯥꯛꯄꯨ ꯆꯥꯎꯅꯕ ꯌꯣꯛꯂꯛꯄꯗ ꯑꯋꯥ ꯑꯅꯥ ꯀꯌꯥ ꯈꯥꯡꯈꯤꯗꯕ ꯅꯠꯇꯦ꯫ ꯃꯍꯥꯛꯅ ꯆꯥꯎꯕ ꯁꯔꯦꯞ ꯐꯥꯔꯕ ꯃꯇꯝꯗ ꯃꯍꯥꯛꯅ ꯃꯍꯥꯛꯀꯤ ꯃꯆꯦꯝꯒꯤ ꯃꯇꯦꯡ ꯄꯥꯡꯕ ꯄꯥꯝꯂꯛꯈꯤ꯫ ꯑꯗꯨꯅ ꯃꯆꯦꯝꯒꯤ ꯃꯇꯦꯡ ꯄꯥꯡꯕ ꯑꯣꯢꯅ ꯊꯕꯛ ꯁꯨꯅꯕ ꯊꯕꯛ ꯊꯤꯕ ꯊꯣꯛꯂꯛꯈꯤ꯫ ꯅꯣꯡꯃ ꯀꯣꯔꯧ ꯅꯨꯃꯤꯠꯇ ꯃꯍꯥꯛꯅ ꯀꯦꯀꯦ ꯃꯣꯢꯂꯥꯡ ꯂꯩꯄꯥꯛꯀꯤ ꯅꯤꯡꯊꯧꯒꯤ ꯃꯅꯥꯎꯅꯨꯄꯥ ꯆꯤꯡꯈꯨ ꯑꯈꯨꯕꯒꯤ ꯃꯣꯡꯕ ꯃꯔꯥꯟꯌꯥꯢꯗ ꯊꯨꯡꯂꯨꯔꯦ꯫ ꯃꯐꯝ ꯑꯗꯨꯗ ꯆꯥꯎꯔꯕ ꯁꯪꯂꯦꯟ ꯑꯗꯨꯒꯤ ꯃꯥꯡꯒꯣꯟꯗ ꯃꯣꯢꯔꯥꯡ ꯊꯣꯢꯕꯤꯅ ꯐꯤꯁꯥ ꯂꯣꯟꯁꯥ ꯇꯧꯗꯨꯅ ꯂꯩꯔꯝꯕꯗꯨ ꯄꯨꯟꯁꯤꯒꯤ ꯑꯍꯥꯟꯕꯒꯤ ꯑꯣꯢꯅ ꯎꯖꯈꯤ꯫ ꯃꯁꯥ ꯃꯎ ꯐꯔꯕ ꯑꯃꯗꯤ ꯆꯨꯡ ꯐꯤꯔꯥꯜ ꯆꯥꯔꯕ ꯈꯝꯕꯕꯨ ꯍꯦꯛ ꯎꯕ ꯃꯤꯠꯀꯨꯞꯇ ꯊꯣꯢꯕꯤꯗꯤ ꯃꯍꯥꯛꯀꯤ ꯊꯃꯣꯢ ꯈꯨꯗꯛꯇ ꯂꯝꯂꯥꯟꯕ ꯃꯥꯒꯤ ꯃꯐꯝꯗ ꯁꯤꯟꯅꯈ꯭ꯔꯦ꯫ ꯅꯣꯡꯕꯥꯟ ꯀꯧꯕ ꯄꯥꯊꯧ ꯑꯃꯅ ꯈꯨꯃꯟ ꯈꯝꯕ ꯕꯨ ꯃꯥꯡꯍꯟ ꯇꯥꯛꯍꯟꯅꯕ ꯁꯤꯜꯂꯛꯈꯤ꯫ ꯃꯇꯝ ꯀꯨꯢꯅ ꯀꯦꯀꯦ ꯃꯣꯢꯂꯥꯡ ꯂꯩꯄꯥꯛꯇ ꯂꯝꯆꯦꯜ ꯃꯨꯛꯅꯥ ꯀꯥꯡꯆꯩ ꯑꯃꯗꯤ ꯈꯣꯡ ꯀꯥꯡꯆꯩ ꯗ ꯅꯣꯡꯕꯥꯟ ꯕꯨ ꯃꯥꯢꯊꯤꯕ ꯄꯤꯕꯤꯅꯕ ꯃꯤ ꯂꯩꯔꯛꯈꯤꯗꯕꯗꯨ ꯈꯝꯕ ꯊꯣꯛꯂꯛꯄꯗꯒꯤꯗꯤ ꯃꯍꯥꯛꯀꯤ ꯍꯥꯢꯔꯤꯕ ꯋꯥꯐꯝ ꯑꯁꯤ ꯀꯥꯢꯔꯛꯈꯤ꯫ ꯍꯧꯔꯛꯄꯗꯗꯤ ꯆꯤꯡꯈꯨ ꯑꯈꯨꯕ ꯅ ꯈꯝꯕ ꯒꯤ ꯃꯐꯝꯗ ꯃꯤꯅꯨꯡꯁꯤ ꯊꯧꯆꯥꯜ ꯎꯠꯂꯝꯃꯤ ꯑꯗꯨꯒ ꯃꯍꯥꯛꯀꯤ ꯁꯥꯊꯤꯔꯕ ꯁꯟ ꯑꯃ ꯁꯦꯜꯍꯟꯕꯒꯤ ꯊꯧ ꯄꯤꯔꯝꯃꯤ꯫ ꯀꯦꯀꯦ ꯃꯣꯢꯂꯥꯡ ꯂꯩꯄꯥꯛ ꯃꯤꯌꯥꯝꯅ ꯈꯝꯕ ꯒꯤ ꯇꯣꯉꯥꯟꯕ ꯃꯇꯤꯛ ꯃꯌꯥꯢ ꯃꯄꯥꯡꯀꯜ ꯃꯊꯧꯅꯥ ꯃꯂꯤꯡꯆꯦꯜ ꯎꯄꯗ ꯈꯪꯅꯤꯡꯕ ꯑꯃꯗꯤ ꯆꯤꯡꯅꯕ ꯄꯣꯛꯈꯤ꯫ ꯑꯗꯨꯕꯨ ꯃꯍꯥꯛꯀꯤ ꯃꯆꯦꯝ ꯈꯝꯅꯨ ꯅ ꯈꯝꯕ ꯒꯤ ꯑꯁꯦꯡꯕ ꯁꯛꯇꯥꯛ ꯃꯇꯝ ꯈꯔꯗꯤ ꯂꯣꯠꯍꯟꯈꯤ꯫ ꯏꯄꯨꯊꯧ ꯊꯥꯡꯆꯤꯡ ꯒꯤ ꯊꯧꯖꯥꯜꯗꯒꯤ ꯈꯝꯕ ꯑꯃꯗꯤ ꯊꯣꯢꯕꯤ ꯑꯅꯤꯗꯨ ꯂꯣꯛꯇꯥꯛ ꯄꯥꯠꯇ ꯎꯅꯕꯒꯤ ꯇꯥꯟꯖꯥ ꯐꯪꯖꯈꯤ꯫ ꯃꯁꯤꯗ ꯀꯜꯂꯛ ꯈꯝꯕꯜ ꯆꯥꯎꯕ ꯅꯣꯡꯕꯥꯟ ꯅ ꯀꯜꯂꯛꯈꯤ꯫ ꯈꯝꯕꯅ ꯀꯥꯎ ꯐꯥꯕ ꯑꯃꯗꯤ ꯃꯍꯥꯛꯀꯤ ꯃꯇꯤꯛ ꯃꯊꯧꯅꯥ ꯑꯗꯨꯅ ꯃꯔꯝ ꯑꯣꯢꯔꯒ ꯃꯍꯥꯛ ꯃꯃꯤꯡ ꯆꯠꯄ ꯍꯧꯔꯛꯈꯤ ꯑꯃꯗꯤ ꯂꯩꯄꯥꯛ ꯅꯤꯡꯊꯧ ꯅ ꯆꯥꯟꯕꯤꯕ ꯍꯧꯔꯛꯈꯤ꯫